ꯑꯦꯕꯁꯣꯜꯌꯨꯇꯦꯗ ꯖꯤꯔꯣ ꯍꯥꯢꯕꯁꯤ ꯀꯔꯤꯅꯣ? ꯑꯦꯕꯁꯣꯜꯌꯨꯠ ꯖꯤꯔꯣ ꯍꯥꯢꯕꯁꯤ ꯈ꯭ꯋꯥꯏꯗꯒꯤ ꯅꯦꯝꯕ ꯇꯦꯝꯄꯦꯔꯦꯆꯔꯅꯤ ꯃꯐꯝꯁꯤꯗꯥ ꯄꯣꯠꯆꯥꯛ ꯁꯦꯝꯂꯤꯕꯥ ꯄꯥꯔꯇꯤꯀꯜꯁꯤꯡꯒꯤ ꯃꯣꯁꯟ ꯑꯁꯤ ꯊꯤꯑꯣꯔꯤꯇꯤꯀꯦꯜ ꯑꯣꯏꯅ ꯊꯤꯡꯏ ꯑꯃꯁꯨꯡ ꯃꯈꯣꯢꯅ ꯃꯈꯣꯢꯒꯤ ꯃꯤꯅꯤꯃꯝ ꯊꯔꯃꯦꯜ ꯑꯦꯅꯔꯖꯤ ꯑꯗꯨ ꯌꯧꯏ꯫ ꯑꯇꯣꯞꯄꯥ ꯋꯥꯍꯟꯊꯣꯛ ꯑꯃꯗꯥ ꯍꯥꯢꯔꯕꯗ ꯃꯁꯤ ꯁꯤꯁꯇꯦꯝ ꯑꯃꯒꯤ ꯀꯥꯏꯅꯦꯇꯤꯛ ꯑꯦꯅꯔꯖꯤ ꯑꯁꯤ ꯈ꯭ꯋꯥꯏꯗꯒꯤ ꯅꯦꯝꯕ ꯄꯣꯏꯟꯇꯅꯤ꯫ ꯇꯦꯝꯄꯦꯔꯦꯆꯔ ꯑꯁꯤꯗ ꯑꯦꯇꯣꯝꯁꯤꯡ ꯑꯃꯁꯨꯡ ꯃꯣꯂꯤꯀ꯭ꯌꯨꯜꯁꯤꯡꯅ ꯃꯄꯨꯡꯐꯥꯅ ꯆꯠꯄ ꯂꯦꯞꯈꯤꯒꯅꯤ ꯑꯃꯁꯨꯡ ꯑꯦꯟꯇ꯭ꯔꯣꯄꯤ (ꯗꯤꯁꯑꯣꯔꯗꯔ) ꯑꯁꯤꯅꯥ ꯃꯈꯣꯢꯒꯤ ꯈ꯭ꯋꯥꯏꯗꯒꯤ ꯅꯦꯝꯕ ꯚꯦꯜꯌꯨ ꯑꯗꯨ ꯌꯧꯔꯛꯀꯅꯤ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯑꯦꯕꯁꯣꯜꯌꯨꯠ ꯖꯤꯔꯣ ꯑꯁꯤ ꯌꯧꯕꯥ ꯉꯝꯗꯕꯥ ꯂꯤꯃꯤꯠ ꯑꯃꯅꯤ ꯍꯥꯢꯅ ꯂꯧꯅꯩ ꯑꯃꯁꯨꯡ ꯁꯥꯏꯟꯇꯤꯁ꯭ꯇꯁꯤꯡꯅ ꯃꯁꯤꯒꯥ ꯌꯥꯝꯅ ꯅꯛꯅꯕ ꯇꯦꯝꯄꯦꯔꯦꯆꯔꯁꯤꯡ ꯐꯪꯂꯕꯁꯨ ꯀꯩꯗꯧꯅꯨꯡꯗ ꯌꯧꯈꯤꯗ꯭ꯔꯤ꯫ ꯃꯨꯚꯤ ꯔꯤꯚꯤꯌꯨ ꯕ꯭ꯂꯣꯒ ꯄꯣꯁ꯭ꯠ ꯑꯃꯥ ꯁꯦꯝꯃꯨ꯫ ꯖꯦꯃꯁ ꯀꯦꯃꯦꯔꯣꯟ ꯂꯝꯖꯤꯡꯗꯨꯅ ꯁꯦꯝꯕ ꯃꯨꯚꯤ ꯑꯚꯥꯇꯥꯔ꯫ ꯃꯤꯡꯊꯣꯜ: ꯑꯦ ꯗꯥꯖꯂꯤꯡ ꯚꯤꯖꯨꯑꯦꯜ ꯃꯥꯁꯇꯔꯄꯤꯁ: ꯃꯥꯏ ꯔꯤꯚꯤꯌꯨ ꯑꯣꯐ ꯑꯚꯥꯇꯔ ꯂꯤꯁꯤꯡ ꯑꯅꯤꯒ ꯁꯨꯞꯅ ꯃꯥꯄꯜꯗꯥ ꯐꯣꯡꯈꯤꯕ ꯖꯦꯃꯁ ꯀꯦꯃꯦꯔꯣꯟꯒꯤ ꯃꯨꯚꯤ ꯑꯚꯥꯇꯔ ꯑꯁꯤ ꯇꯁꯦꯡꯅ ꯚꯤꯖꯨꯑꯦꯜ ꯁ꯭ꯄꯦꯛꯇꯦꯀꯜ ꯑꯃꯅꯤ꯫ ꯍꯧꯔꯛꯄꯗꯒꯤ ꯐꯤꯂꯝ ꯑꯁꯤꯅ ꯑꯗꯣꯝꯕꯨ ꯅꯥꯚꯤꯁꯤꯡꯅꯥ ꯂꯩꯕꯥ ꯒ꯭ꯔꯍ ꯑꯃ ꯑꯣꯏꯔꯤꯕ ꯄꯥꯟꯗꯣꯔꯥꯒꯤ ꯑꯉꯛꯄ ꯃꯥꯂꯦꯝ ꯑꯁꯤꯗ ꯄꯨꯁꯤꯜꯂꯛꯏ ꯃꯁꯤ ꯑꯋꯥꯡꯕꯥ, ꯅꯤꯜ ꯍ꯭ꯌꯨꯃꯦꯅꯣꯏꯗꯁꯤꯡꯒꯤ ꯃꯐꯝ ꯑꯗꯨꯒꯤ ꯇ꯭ꯔꯥꯏꯕ ꯑꯃꯅꯤ꯫ ꯑꯦꯂꯤꯌꯟ ꯃꯥꯂꯦꯝ ꯑꯁꯤ ꯁꯦꯝꯒꯠꯄꯗ ꯁꯤꯖꯤꯟꯅꯔꯤꯕꯥ ꯀꯝꯄ꯭ꯌꯨꯇꯔ ꯖꯦꯅꯦꯔꯦꯠ ꯏꯃꯥꯖꯦꯔꯤ ꯑꯃꯁꯨꯡ ꯑꯍꯨꯝꯗꯤ ꯇꯦꯛꯅꯣꯂꯣꯖꯤ ꯑꯁꯤ ꯁꯨꯞꯅꯇꯒꯤ ꯊꯋꯥꯏ ꯌꯥꯎꯕꯥ ꯑꯃꯅꯤ ꯑꯃꯁꯨꯡ ꯑꯉꯛꯄ ꯂꯝꯗꯝ ꯑꯁꯤꯒꯤ ꯃꯅꯨꯡꯗ ꯃꯄꯨꯡ ꯐꯥꯅ ꯂꯨꯞꯆꯕ ꯉꯝꯗꯕ ꯑꯁꯤ ꯑꯔꯨꯕ ꯑꯃꯅꯤ꯫ ꯄ꯭ꯂꯠ ꯃꯁꯥꯃꯛ ꯑꯁꯤ ꯑꯚꯇꯥꯔ ꯄ꯭ꯔꯣꯒ꯭ꯔꯥꯝꯗ ꯁꯔꯨꯛ ꯌꯥꯅꯕ ꯈꯟꯒꯠꯂꯕ ꯄꯦꯔꯥꯄ꯭ꯂꯦꯖꯤꯛ ꯑꯦꯛꯁ-ꯃꯦꯔꯤꯟ ꯑꯃ ꯑꯣꯏꯔꯤꯕ ꯖꯦꯛ ꯁꯨꯂꯤ (ꯁꯦꯝ ꯋꯔꯇꯤꯡꯇꯟ)ꯒꯤ ꯋꯥꯔꯤꯒꯤ ꯃꯇꯨꯡ ꯏꯟꯅ ꯆꯠꯂꯤ ꯃꯐꯝ ꯑꯗꯨꯗ ꯃꯤꯑꯣꯏꯕꯅ ꯃꯈꯣꯢꯒꯤ ꯋꯥꯈꯜ ꯂꯧꯁꯤꯡ ꯑꯗꯨ ꯃꯐꯝ ꯑꯗꯨꯒꯤ ꯃꯤꯌꯥꯝꯒ ꯂꯣꯢꯅꯅꯥ ꯋꯥꯔꯤ ꯁꯥꯅꯅꯕꯒꯤꯗꯃꯛ ꯅꯥꯚꯤ ꯍꯛꯆꯥꯡꯗ ꯇ꯭ꯔꯥꯟꯁꯐꯔ ꯇꯧꯏ꯫ ꯖꯦꯛꯅꯥ ꯅꯥꯚꯤ ꯀꯜꯆꯔꯒꯤ ꯃꯇꯥꯡꯗ ꯍꯦꯟꯅ ꯈꯡꯂꯛꯄꯒ ꯂꯣꯢꯅꯅꯥ ꯃꯍꯥꯛꯀꯤ ꯃꯈꯜꯒꯤ ꯊꯕꯛꯁꯤꯡꯗꯥ ꯋꯥꯍꯪ ꯍꯪꯂꯛꯄꯥ ꯍꯧꯔꯛꯏ ꯃꯗꯨꯅ ꯃꯔꯝ ꯑꯣꯏꯔꯒ ꯃꯤꯑꯣꯏꯕ ꯑꯃꯁꯨꯡ ꯅꯥꯚꯤꯒꯤ ꯃꯔꯛꯇ ꯄꯥꯟꯗꯣꯔꯥꯒꯤ ꯚꯥꯒ꯭ꯌꯒꯤꯗꯃꯛ ꯂꯥꯟ ꯊꯣꯛꯍꯜꯂꯤ꯫ ꯆꯔꯤꯇꯔꯁꯤꯡꯒꯤ ꯃꯔꯨꯑꯣꯏꯕ ꯀꯥꯁ꯭ꯇꯇꯒꯤ ꯂꯥꯛꯄ ꯄꯔꯐꯣꯃꯦꯟꯁꯁꯤꯡ ꯑꯁꯤ ꯃꯄꯥꯡꯒꯜ ꯀꯜꯂꯤ ꯖꯣꯏ ꯁꯥꯂꯗꯥꯅꯥꯅꯥ ꯅꯥꯚꯤ ꯂꯨꯆꯤꯡꯕꯒꯤ ꯃꯆꯥꯅꯨꯄꯤ ꯅꯦꯏꯇꯤꯔꯤꯒꯤ ꯃꯑꯣꯡꯗ ꯃꯔꯨꯑꯣꯏꯅ ꯊꯣꯏꯗꯣꯛꯄ ꯄꯔꯐꯣꯃꯦꯟꯁ ꯑꯃ ꯄꯤꯔꯤ꯫ ꯃꯍꯥꯛ ꯑꯃꯁꯨꯡ ꯁꯦꯝ ꯋꯔꯇꯤꯡꯇꯟꯒꯤ ꯁꯛꯇꯝꯒꯤ ꯃꯔꯛꯇ ꯂꯩꯔꯤꯕꯥ ꯀꯦꯃꯤꯁꯇ꯭ꯔꯤ ꯑꯁꯤ ꯌꯥꯗꯕ ꯑꯃꯅꯤ ꯃꯈꯣꯢꯒꯤ ꯄꯥꯔꯇꯅꯔꯁꯤꯞ ꯑꯁꯤ ꯔꯨꯠ ꯇꯧꯕꯗ ꯂꯥꯏꯍꯜꯂꯤ꯫ ꯐꯤꯂꯝ ꯑꯁꯤꯅ ꯈꯡꯅꯔꯕ ꯇ꯭ꯔꯣꯞ ꯈꯔꯗꯥ ꯊꯥꯖꯕ ꯊꯝꯂꯤ ꯑꯃꯁꯨꯡ ꯋꯥꯔꯤꯃꯆꯥ ꯑꯁꯤ ꯈꯔ ꯂꯥꯞꯊꯣꯛꯅ ꯂꯩꯕꯥ ꯌꯥꯏ ꯑꯗꯨꯕꯨ ꯚꯤꯖꯨꯑꯦꯜ ꯈꯛꯇꯅ ꯃꯁꯤꯕꯨ ꯌꯦꯡꯁꯤꯟꯕꯤꯗꯕ ꯌꯥꯗꯕ ꯋꯥꯐꯝ ꯑꯃ ꯑꯣꯏꯍꯜꯂꯤ꯫ ꯀꯦꯃꯦꯔꯣꯟ ꯃꯤꯠꯌꯦꯡꯗ ꯌꯦꯡꯅꯤꯡꯉꯥꯏ ꯑꯣꯏꯕ ꯃꯥꯂꯦꯝ ꯑꯃ ꯁꯦꯝꯒꯠꯄ ꯉꯝꯕꯒꯤ ꯊꯧꯅꯥ ꯑꯁꯤ ꯌꯥꯎꯗꯕ ꯌꯥꯗꯦ ꯑꯃꯁꯨꯡ ꯑꯔꯣꯏꯕ ꯂꯥꯟꯒꯤ ꯁꯤꯀ꯭ꯋꯦꯟꯁ ꯑꯁꯤ ꯑꯆꯨꯝꯕꯥ ꯁꯤꯅꯦꯃꯥꯒꯤ ꯑꯦꯛꯁꯄꯔꯤꯌꯦꯟꯁ ꯑꯃꯅꯤ꯫ ꯂꯣꯏꯁꯤꯜꯂꯛꯄꯗ ꯑꯚꯇꯥꯔ ꯑꯁꯤ ꯃꯤꯠꯌꯦꯡ ꯊꯝꯐꯝ ꯑꯣꯏꯕ ꯚꯤꯖꯨꯑꯦꯜ ꯃꯥꯁꯇꯔꯄꯤꯁ ꯑꯃꯅꯤ ꯑꯃꯁꯨꯡ ꯃꯁꯤꯒꯤ ꯐꯖꯕ ꯑꯁꯤꯒꯤ ꯃꯇꯥꯡꯗ ꯑꯣꯗꯤꯁꯟꯁꯤꯡꯕꯨ ꯁꯣꯏꯗꯅ ꯉꯛꯍꯟꯒꯅꯤ꯫ ꯄ꯭ꯂꯠ ꯑꯁꯤ ꯒ꯭ꯔꯥꯎꯟꯗꯕ꯭ꯔꯦꯀꯤꯡ ꯑꯣꯏꯔꯝꯗ꯭ꯔꯕꯁꯨ ꯃꯨꯚꯤ ꯑꯁꯤꯅ ꯃꯁꯤꯒꯤ ꯚꯤꯖꯨꯑꯦꯜ ꯏꯐꯦꯛꯇꯁꯤꯡ ꯑꯃꯁꯨꯡ ꯃꯁꯤꯒꯤ ꯂꯤꯗꯤꯡ ꯀꯥꯁ꯭ꯇꯁꯤꯡꯗꯒꯤ ꯑꯆꯦꯠꯄ ꯄꯔꯐꯣꯃꯦꯟꯁꯁꯤꯡꯅ ꯍꯦꯟꯅ ꯃꯍꯨꯠ ꯁꯤꯜꯂꯤ꯫